ꯑꯅꯧꯕꯥ ꯄꯣꯠꯊꯣꯛ ꯑꯃꯒꯤ ꯃꯇꯥꯡꯗ ꯄꯥꯎꯒꯤ ꯋꯥꯔꯣꯜ ꯑꯃ ꯏꯕꯤꯌꯨ꯫ ꯄꯣꯠꯊꯣꯛ ꯑꯗꯨꯗꯤ ꯁ꯭ꯃꯥꯔꯠ ꯀꯥꯔꯒꯣ꯫ ꯇꯦꯛꯅꯣꯂꯣꯖꯤꯅꯥ ꯈꯣꯡꯖꯦꯜ ꯌꯥꯡꯅ ꯃꯥꯡꯂꯣꯝꯗ ꯆꯪꯁꯤꯜꯂꯤꯕ ꯃꯥꯂꯦꯝ ꯑꯁꯤꯗ ꯑꯩꯈꯣꯏꯒꯤ ꯒꯥꯔꯤꯁꯤꯡ ꯑꯁꯤ ꯍꯦꯟꯅ ꯁ꯭ꯃꯥꯔꯠ ꯑꯣꯏꯔꯛꯂꯤ ꯑꯃꯁꯨꯡ ꯑꯅꯧꯕꯥ ꯊꯧꯑꯣꯡꯁꯤꯡ ꯁꯦꯝꯒꯠꯂꯤ ꯍꯥꯏꯕꯁꯤ ꯑꯉꯛꯄꯥ ꯑꯃꯅꯤ꯫ ꯉꯁꯤ ꯑꯩꯈꯣꯏꯅ ꯑꯅꯧꯕꯥ ꯄꯣꯠꯊꯣꯛ ꯑꯃ ꯑꯣꯏꯔꯤꯕ ꯁ꯭ꯃꯥꯔꯠ ꯀꯥꯔꯒꯣ ꯍꯧꯗꯣꯛꯄ ꯑꯁꯤꯗ ꯅꯨꯡꯉꯥꯏꯕ ꯐꯥꯎꯏ ꯫ ꯁ꯭ꯃꯥꯔꯠ ꯀꯥꯔꯒꯣ ꯑꯁꯤ ꯗ꯭ꯔꯥꯏꯚꯔꯁꯤꯡꯗ ꯈꯨꯗꯣꯡꯆꯥꯕ ꯑꯃꯁꯨꯡ ꯁꯦꯐꯇꯤꯒꯤ ꯈ꯭ꯋꯥꯏꯗꯒꯤ ꯐꯕꯥ ꯑꯗꯨ ꯄꯤꯅꯕ ꯁꯦꯝꯈꯤꯕꯅꯤ꯫ ꯃꯁꯤꯗ ꯑꯅꯧꯕ ꯃꯇꯝꯒꯤ ꯇꯦꯛꯅꯣꯂꯣꯖꯤ ꯌꯥꯎꯔꯤ ꯃꯗꯨꯅ ꯃꯁꯥꯅ ꯆꯠꯊꯣꯛ-ꯆꯠꯁꯤꯟ ꯇꯧꯕ ꯑꯃꯁꯨꯡ ꯄꯥꯔ꯭ꯛ ꯇꯧꯕ ꯌꯥꯍꯜꯂꯤ, ꯃꯁꯤꯅ ꯃꯤ ꯌꯥꯝꯅ ꯇꯤꯟꯕ ꯁꯍꯔꯗ ꯗ꯭ꯔꯥꯏꯚꯤꯡ ꯇꯧꯕꯗ ꯌꯥꯝꯅ ꯐꯕ ꯑꯣꯏꯍꯜꯂꯤ꯫ ꯃꯁꯤꯒꯤ ꯃꯊꯛꯇ ꯁ꯭ꯃꯥꯔꯠ ꯀꯥꯔꯒꯣ ꯑꯁꯤꯅ ꯂꯝꯕꯤꯗ ꯂꯩꯕ ꯑꯇꯣꯞꯄ ꯀꯥꯔꯁꯤꯡꯒ ꯄꯥꯎ ꯐꯥꯎꯅꯗꯨꯅ ꯈꯨꯗꯣꯡꯊꯤꯕ ꯊꯣꯛꯍꯟꯗꯅꯕ ꯑꯃꯁꯨꯡ ꯇ꯭ꯔꯥꯐꯤꯛ ꯍꯟꯊꯍꯟꯕ ꯉꯝꯃꯤ꯫ ꯁ꯭ꯃꯥꯔꯠ ꯀꯥꯔꯒꯤ ꯏꯟꯇꯤꯔꯤꯌꯔ ꯑꯁꯤ ꯃꯄꯥꯟꯒꯤ ꯃꯑꯣꯡ ꯃꯇꯧꯒꯨꯝꯅ ꯌꯥꯝꯅ ꯅꯨꯡꯉꯥꯏꯕ ꯑꯃꯅꯤ꯫ ꯃꯁꯤꯗ ꯑꯆꯧꯕ ꯇꯆ ꯏꯁꯀ꯭ꯔꯤꯁ ꯗꯤꯁꯄ꯭ꯂꯦ ꯑꯃꯒ ꯂꯣꯏꯅꯅ ꯗꯦꯁꯕꯣꯔ ꯑꯃ ꯌꯥꯎꯔꯤ, ꯃꯁꯤꯅ ꯗ꯭ꯔꯥꯏꯚꯔꯁꯤꯡꯅꯥ ꯀꯥꯔ ꯑꯁꯤꯒꯤ ꯊꯕꯛ ꯊꯧꯔꯝꯁꯤꯡ ꯀꯟꯇ꯭ꯔꯣꯜ ꯇꯧꯕ ꯌꯥꯍꯜꯂꯤ ꯑꯃꯁꯨꯡ ꯇ꯭ꯔꯥꯐꯤꯛ, ꯋꯦꯗꯔ ꯑꯃꯁꯨꯡ ꯑꯇꯣꯞꯄ ꯃꯔꯨꯑꯣꯏꯕ ꯗꯦꯇꯥꯒꯤ ꯃꯇꯥꯡꯗ ꯔꯤꯑꯦꯜ-ꯇꯥꯏꯝ ꯏꯟꯐꯣꯔꯃꯦꯁꯟ ꯑꯦꯛꯁꯦꯁ ꯇꯧꯕ ꯌꯥꯍꯜꯂꯤ꯫ ꯃꯁꯤꯗ ꯌꯥꯎꯔꯤꯕ ꯋꯥꯏ-ꯐꯥꯏ ꯑꯃꯁꯨꯡ ꯕ꯭ꯂꯨꯇꯨꯊ ꯀꯅꯦꯛꯇꯤꯕꯤꯇꯤ ꯑꯁꯤꯅ ꯁ꯭ꯃꯥꯔꯠ ꯀꯥꯔꯒꯣ ꯑꯁꯤꯅ ꯂꯝꯕꯤꯗ ꯆꯠꯂꯤꯉꯩꯗ ꯐꯥꯎꯕ ꯃꯥꯂꯦꯝꯒ ꯁꯝꯅꯍꯜꯂꯤ꯫ ꯁ꯭ꯃꯥꯔꯠ ꯀꯥꯔꯒꯣ ꯑꯁꯤ ꯇꯦꯛꯅꯣꯂꯣꯖꯤꯒꯤ ꯂꯝꯗ ꯑꯍꯣꯡꯕ ꯄꯨꯔꯛꯄ ꯒꯥꯔꯤ ꯈꯛꯇ ꯅꯠꯇꯅ ꯑꯀꯣꯏꯕꯒꯤ ꯐꯤꯕꯝ ꯁꯣꯛꯍꯟꯗꯕ ꯒꯥꯔꯤ ꯑꯃꯁꯨꯅꯤ꯫ ꯃꯁꯤ ꯏꯂꯦꯛꯇ꯭ꯔꯤꯛꯅ ꯃꯊꯧ ꯇꯧꯏ ꯑꯃꯁꯨꯡ ꯖꯤꯔꯣ ꯏꯃꯤꯁꯟ ꯂꯩ, ꯃꯁꯤꯅ ꯅꯍꯥꯛꯀꯤ ꯀꯥꯔꯕꯣꯟ ꯐꯨꯠꯄ꯭ꯔꯤꯟꯇ ꯍꯟꯊꯍꯜꯂꯤ ꯑꯃꯁꯨꯡ ꯍꯦꯟꯅ ꯁꯦꯡꯂꯕ ꯇꯨꯡꯒꯤ ꯂꯝꯕꯤ ꯁꯦꯝꯕꯗ ꯃꯇꯦꯡ ꯄꯥꯡꯏ꯫ ꯁ꯭ꯃꯥꯔꯠ ꯀꯥꯔꯒꯣ ꯑꯁꯤ ꯒꯥꯔꯤ ꯈꯛꯇꯒꯤ ꯅꯠꯇꯦ, ꯃꯁꯤ ꯄꯨꯟꯁꯤ ꯃꯍꯤꯡ ꯑꯃꯅꯤ꯫ ꯃꯁꯤ ꯈꯨꯗꯣꯡꯆꯥꯕ, ꯁꯦꯐꯇꯤ, ꯑꯃꯁꯨꯡ ꯁꯁ꯭ꯇꯦꯅꯦꯕꯤꯂꯤꯇꯤꯕꯨ ꯃꯃꯜ ꯌꯥꯝꯅꯥ ꯊꯝꯂꯤꯕꯥ ꯇꯦꯛꯅꯣꯂꯣꯖꯤ-ꯁꯦꯚꯤ ꯗ꯭ꯔꯥꯏꯚꯔꯁꯤꯡꯒꯤꯗꯃꯛꯇ ꯃꯄꯨꯡ ꯐꯥꯅ ꯁꯤꯖꯤꯟꯅꯩ꯫ ꯃꯁꯤꯒꯤ ꯑꯅꯧ ꯑꯅꯧꯕ ꯄꯣꯠꯊꯣꯛ ꯑꯁꯤꯅ ꯑꯩꯈꯣꯏꯅ ꯇ꯭ꯔꯥꯟꯁꯄꯣꯔꯇꯦꯁꯟꯒꯤ ꯃꯇꯥꯡꯗ ꯑꯈꯟꯅꯕꯒꯤ ꯃꯑꯣꯡ ꯃꯇꯧꯗ ꯑꯍꯣꯡꯕ ꯑꯃ ꯄꯨꯔꯛꯅꯕ ꯑꯃꯁꯨꯡ ꯍꯦꯟꯅ ꯁ꯭ꯃꯥꯔꯠ ꯑꯃꯁꯨꯡ ꯇꯨꯡ ꯀꯣꯏꯅ ꯆꯠꯀꯗꯕ ꯇꯨꯡꯂꯝꯆꯠ ꯑꯃꯒ ꯈꯣꯡꯊꯥꯡ ꯑꯃ ꯍꯦꯟꯅ ꯅꯛꯅ ꯄꯨꯔꯛꯅꯕ ꯁꯦꯝ ꯁꯥꯔꯤ꯫ ꯃꯈꯥꯒꯤ ꯋꯥꯔꯤ ꯑꯁꯤ ꯍꯥꯏꯀꯨꯒꯤ ꯃꯑꯣꯡꯗ ꯑꯃꯨꯛ ꯍꯟꯅ ꯐꯣꯡꯗꯣꯛꯄꯤꯌꯨ꯫ ꯋꯥꯔꯤ ꯑꯁꯤ ꯂꯧꯃꯤ ꯑꯃ ꯂꯩꯔꯝꯃꯤ, ꯃꯍꯥꯛꯀꯤ ꯂꯧꯕꯨꯛ ꯑꯃ ꯂꯩꯔꯝꯃꯤ꯫ ꯂꯧꯕꯨꯛ ꯑꯗꯨ ꯀꯨꯌꯣꯝ ꯑꯃ ꯆꯦꯟꯊꯈꯤ꯫ ꯂꯧꯃꯤ ꯑꯗꯨꯅ ꯂꯧꯕꯨꯛ ꯑꯗꯨ ꯁꯤꯔꯦ ꯍꯥꯏꯅ ꯈꯜꯂꯝꯃꯤ, ꯃꯔꯝ ꯑꯗꯨꯅ ꯃꯍꯥꯛꯅ ꯃꯗꯨ ꯀꯨꯌꯣꯝ ꯑꯗꯨꯗ ꯊꯨꯒꯥꯏꯗꯨꯅ ꯃꯩꯅꯥ ꯆꯥꯛꯄꯅ ꯊꯝꯅꯕ ꯋꯥꯔꯦꯞ ꯂꯧꯈꯤ꯫ ꯂꯧꯕꯨꯛ ꯑꯁꯤ ꯐꯖꯅ ꯁꯣꯛꯏ, ꯐꯥꯔꯃꯔꯅ ꯃꯍꯥꯛ ꯁꯤꯔꯦ ꯍꯥꯏꯅ ꯈꯜꯂꯤ, ꯊꯨꯒꯥꯏꯔꯤ, ꯂꯩꯅꯕꯒꯤꯗꯃꯛ ꯃꯩꯁꯥꯒꯤ ꯃꯈꯥꯗ꯫ ꯄꯣꯂꯨꯁꯟꯒꯤ ꯃꯇꯥꯡꯗ ꯍꯥꯏꯄꯣꯇꯦꯁꯤꯁ ꯑꯃ ꯁꯦꯝꯒꯠꯄ꯫ ꯄꯣꯂꯨꯁꯟꯒꯤ ꯃꯇꯥꯡꯗ ꯑꯣꯏꯊꯣꯛꯄꯥ ꯌꯥꯕꯥ ꯍꯥꯏꯄꯣꯊꯦꯁꯤꯁ ꯑꯃ ꯍꯥꯏꯔꯛꯄ ꯌꯥꯏ ꯃꯗꯨꯗꯤ ꯏꯟꯗꯁꯇ꯭ꯔꯤꯒꯤ ꯊꯕꯛ ꯊꯧꯔꯝꯁꯤꯡ ꯑꯃꯁꯨꯡ ꯑꯔꯕꯥꯅꯥꯏꯖꯦꯁꯟꯒꯤ ꯊꯥꯛ ꯍꯦꯟꯒꯠꯂꯛꯄꯅ ꯅꯨꯡꯁꯤꯠ, ꯏꯁꯤꯡ ꯑꯃꯁꯨꯡ ꯂꯩꯃꯥꯏꯒꯤ ꯄꯣꯂꯨꯁꯟꯒꯤ ꯆꯥꯡ ꯋꯥꯡꯈꯠꯍꯟꯒꯅꯤ, ꯃꯁꯤꯅꯥ ꯃꯔꯝ ꯑꯣꯏꯗꯨꯅꯥ ꯑꯀꯣꯏꯕꯒꯤ ꯐꯤꯕꯝ, ꯂꯝꯂꯛꯀꯤ ꯁꯥ-ꯎꯆꯦꯛꯁꯤꯡ ꯑꯃꯁꯨꯡ ꯃꯤꯑꯣꯏꯕꯒꯤ ꯍꯛꯆꯥꯡꯗ ꯑꯀꯥꯏꯕ ꯄꯤꯕ ꯌꯥꯏ꯫